ꯑꯀꯛꯅꯕ ꯊꯕꯛ ꯑꯃ ꯄꯥꯡꯊꯣꯛꯅꯕꯒꯤ ꯈꯣꯡꯊꯥꯡꯁꯤꯡ ꯑꯗꯨ ꯏꯌꯨ꯫ ꯁ꯭ꯃꯨꯗꯤ ꯑꯃ ꯁꯦꯝꯕ꯫ ꯁ꯭ꯃꯨꯗꯤ ꯑꯃ ꯁꯦꯝꯅꯕꯒꯤ ꯈꯣꯡꯊꯥꯡꯁꯤꯡ ꯑꯁꯤ ꯃꯈꯥꯗꯥ ꯄꯤꯔꯤ: ꯅꯍꯥꯛꯀꯤ ꯏꯅꯒ꯭ꯔꯦꯗꯤꯌꯦꯟꯇꯁꯤꯡ ꯈꯣꯝꯖꯤꯜꯂꯨ: ꯅꯍꯥꯛꯀꯤ ꯄꯁꯟꯗꯒꯤ ꯃꯇꯨꯡꯏꯟꯅ, ꯅꯍꯥꯛꯅ ꯁ꯭ꯃꯨꯗꯤ ꯑꯃꯗ ꯃꯅꯥ-ꯃꯁꯤꯡ, ꯎꯍꯩ-ꯋꯥꯍꯩ, ꯍꯣꯒꯔ, ꯁꯪꯒꯣꯝ ꯅꯠꯇꯔꯒꯥ ꯅꯍꯥꯛꯅ ꯄꯥꯝꯂꯤꯕ ꯑꯇꯩ ꯏꯟꯒ꯭ꯔꯦꯗꯤꯌꯦꯟꯇ ꯑꯃꯍꯦꯛꯇꯕꯨ ꯁꯤꯖꯤꯟꯅꯕꯥ ꯌꯥꯏ꯫ ꯄꯣꯠꯁꯛꯁꯤꯡ ꯁꯦꯝ-ꯁꯥꯕꯥ: ꯃꯅꯥ-ꯃꯁꯤꯡ ꯑꯃꯁꯨꯡ ꯎꯍꯩ-ꯋꯥꯍꯩꯁꯤꯡ ꯑꯗꯨ ꯁꯦꯡꯗꯣꯛꯎ ꯑꯃꯁꯨꯡ ꯂꯧꯊꯣꯛꯎ꯫ ꯃꯈꯣꯏꯗꯨ ꯑꯄꯤꯛꯄꯥ ꯁꯔꯨꯛꯁꯤꯡꯗ ꯀꯥꯞꯁꯤꯜꯂꯨ꯫ ꯕ꯭ꯂꯦꯟꯗꯔ ꯑꯃ ꯁꯦꯝꯖꯤꯜꯂꯨ: ꯕ꯭ꯂꯦꯟꯗꯔ ꯑꯗꯨ ꯂꯦꯚꯦꯜ ꯁꯔꯐꯦꯁ ꯑꯃꯗ ꯊꯝꯃꯨ ꯑꯃꯁꯨꯡ ꯃꯗꯨ ꯄ꯭ꯂꯒ ꯏꯟ ꯇꯧꯕ꯭ꯔꯥ ꯅꯠꯇ꯭ꯔꯒ ꯃꯇꯤꯛ ꯆꯥꯅ ꯆꯥꯔꯖ ꯇꯧꯕ꯭ꯔꯥ ꯍꯥꯏꯕꯗꯨ ꯌꯦꯡꯎ꯫ ꯄꯣꯠꯁꯛꯁꯤꯡ ꯍꯥꯞꯆꯤꯟꯕ: ꯄꯣꯠꯁꯛꯁꯤꯡ ꯑꯗꯨ ꯕ꯭ꯂꯦꯟꯗꯔꯗ ꯊꯝꯃꯨ꯫ ꯑꯍꯥꯟꯕꯗ ꯕꯦꯅꯥꯒꯨꯝꯕ ꯇꯔꯨ-ꯇꯅꯥꯟꯕ ꯄꯣꯠꯁꯛꯁꯤꯡꯗꯒꯤ ꯍꯧꯒꯗꯕꯅꯤ, ꯃꯗꯨꯒꯤ ꯃꯇꯨꯡꯗꯥ ꯐ꯭ꯔꯣꯖꯟ ꯐ꯭ꯔꯨꯠ ꯅꯠꯇꯔꯒꯥ ꯑꯥꯏꯁ ꯀ꯭ꯌꯨꯕꯒꯨꯝꯕ ꯑꯀꯟꯕ ꯄꯣꯠꯁꯛꯁꯤꯡ ꯍꯥꯞꯆꯤꯜꯂꯨ꯫ ꯂꯤꯛꯌꯨꯏꯗꯁꯤꯡ ꯊꯥꯎ: ꯁꯪꯒꯣꯝ, ꯖꯨꯁ ꯅꯠꯇꯔꯒꯥ ꯏꯁꯤꯡꯒꯨꯝꯕ ꯂꯤꯛꯌꯨꯏꯗꯁꯤꯡ ꯍꯥꯞꯆꯤꯜꯂꯨ꯫ ꯂꯤꯀ꯭ꯌꯨꯏꯗꯀꯤ ꯆꯥꯡ ꯑꯁꯤꯅ ꯁ꯭ꯃꯨꯗꯤꯒꯤ ꯑꯔꯨꯝꯕ ꯑꯗꯨ ꯂꯦꯞꯀꯅꯤ꯫ ꯕ꯭ꯂꯦꯟꯗꯤꯡ ꯍꯧꯕ: ꯕ꯭ꯂꯦꯟꯗꯔꯒꯤ ꯂꯤꯗ ꯑꯗꯨ ꯁꯣꯏꯗꯅ ꯊꯤꯡꯖꯤꯜꯂꯨ, ꯑꯃꯁꯨꯡ ꯕ꯭ꯂꯦꯟꯗꯔ ꯑꯗꯨ ꯑꯣꯟꯊꯣꯛꯎ꯫ ꯈꯣꯡꯖꯦꯜ ꯌꯥꯡꯅ ꯍꯧꯒꯠꯂꯨ ꯑꯃꯁꯨꯡ ꯏꯟꯒ꯭ꯔꯦꯗꯤꯌꯦꯟꯇꯁꯤꯡ ꯑꯗꯨ ꯌꯥꯝꯅ ꯊꯨꯅ ꯌꯥꯡꯅ ꯄꯥꯏꯈꯠꯂꯛꯇꯔꯤꯐꯥꯎꯕ ꯈꯣꯡꯖꯦꯜ ꯑꯗꯨ ꯇꯞꯅꯥ ꯇꯞꯅꯥ ꯍꯦꯟꯒꯠꯍꯟꯒꯗꯕꯅꯤ꯫ ꯀꯟꯁꯤꯁꯇꯦꯟꯁ ꯑꯗꯨ ꯆꯦꯛ ꯇꯧ: ꯕ꯭ꯂꯦꯟꯗꯔ ꯑꯗꯨ ꯊꯤꯡꯖꯤꯜꯂꯨ ꯑꯃꯁꯨꯡ ꯀꯟꯁꯤꯁꯇꯦꯟꯁ ꯑꯗꯨ ꯆꯦꯛ ꯇꯧ꯫ ꯀꯔꯤꯒꯨꯝꯕ ꯃꯗꯨ ꯌꯥꯝꯅ ꯂꯨꯕ ꯑꯣꯏꯔꯕꯗꯤ, ꯂꯤꯀ꯭ꯌꯨꯏꯗ ꯍꯦꯟꯅ ꯍꯥꯞꯆꯤꯜꯂꯨ; ꯀꯔꯤꯒꯨꯝꯕ ꯃꯗꯨ ꯌꯥꯝꯅ ꯂꯨꯕꯥ ꯑꯣꯏꯔꯕꯗꯤ, ꯍꯦꯟꯅ ꯁꯣꯂꯤꯗ ꯏꯟꯒ꯭ꯔꯦꯗꯤꯌꯦꯟꯇꯁꯤꯡ ꯍꯥꯞꯆꯤꯜꯂꯨ꯫ ꯒ꯭ꯂꯥꯁ ꯑꯃꯗ ꯍꯥꯄꯄꯨ: ꯅꯍꯥꯛꯅ ꯑꯄꯥꯝꯕ ꯀꯟꯁꯤꯁꯇꯦꯟꯁ ꯑꯗꯨ ꯌꯥꯎꯔꯕ ꯃꯇꯨꯡꯗ, ꯁ꯭ꯃꯨꯗꯤ ꯑꯗꯨ ꯒ꯭ꯂꯥꯁ ꯑꯃꯗ ꯍꯥꯞꯄꯨ꯫ ꯒꯥꯔꯅꯤꯁ ꯑꯃꯁꯨꯡ ꯁꯦꯚ ꯇꯧꯕ: ꯅꯍꯥꯛꯅ ꯇꯣꯄꯤꯡ ꯅꯠꯇ꯭ꯔꯒꯥ ꯒꯥꯔꯅꯤꯁꯁꯤꯡ ꯍꯥꯏꯕꯗꯤ ꯃꯅꯥ-ꯃꯁꯤꯡꯒꯤ ꯁꯔꯨꯛ ꯑꯃꯥ, ꯅꯠ ꯅꯠꯇꯔꯒ ꯁꯤꯗꯁꯤꯡ ꯊꯥꯕ ꯅꯠꯇꯔꯒꯥ ꯃꯤꯟꯇ ꯑꯃ ꯍꯥꯄꯆꯤꯟꯕ ꯌꯥꯏ꯫ ꯈꯨꯗꯛꯇꯥ ꯄꯤꯖꯕꯤꯌꯨ ꯑꯃꯁꯨꯡ ꯅꯍꯥꯛꯀꯤ ꯃꯆꯤ ꯑꯣꯏꯕ ꯆꯤꯟꯖꯥꯛ ꯑꯗꯨ ꯅꯨꯡꯉꯥꯏꯕꯤꯌꯨ! ꯁ꯭ꯇꯔꯣꯕꯦꯔꯤ ꯃꯐꯤꯟ ꯁꯦꯝꯅꯕꯒꯤ ꯔꯦꯁꯤꯄꯤ ꯑꯃ ꯁꯦꯝꯃꯨ꯫ ꯃꯐꯤꯟ ꯇꯤꯟ ꯑꯃ ꯒ꯭ꯔꯤꯁ ꯇꯧꯕꯤꯌꯨ ꯅꯠꯇ꯭ꯔꯒ ꯃꯗꯨ ꯃꯐꯤꯟ ꯂꯥꯏꯅꯔꯁꯤꯡꯅ ꯂꯥꯏꯟ ꯇꯧꯕꯤꯌꯨ꯫ ꯑꯆꯧꯕ ꯄꯥꯇ꯭ꯔ ꯑꯃꯗ, ꯊꯥꯎ, ꯆꯤꯅꯤ, ꯕꯦꯀꯤꯡ ꯄꯥꯎꯗꯔ, ꯕꯦꯀꯤꯡ ꯁꯣꯗꯥ ꯑꯃꯁꯨꯡ ꯂꯣꯟ ꯑꯗꯨ ꯌꯥꯟꯁꯤꯟꯅꯧ, ꯃꯗꯨ ꯆꯞ ꯃꯥꯟꯅꯅ ꯌꯥꯟꯁꯤꯟꯅꯧ꯫ ꯊꯥꯎ ꯊꯣꯛꯄꯥ ꯁ꯭ꯇꯔꯣꯕꯦꯔꯤꯁꯤꯡ ꯑꯗꯨ ꯇꯞꯅ ꯇꯞꯅ ꯊꯝꯖꯤꯜꯂꯨ꯫ ꯇꯣꯉꯥꯟꯕ ꯕꯣꯇꯜ ꯑꯃꯗ ꯁꯪꯒꯣꯝ, ꯎꯍꯩ, ꯉꯥ, ꯑꯃꯁꯨꯡ ꯚꯦꯅꯤꯂ ꯑꯦꯛꯁꯇꯔꯦꯛꯇ ꯑꯗꯨ ꯄꯨꯟꯅ ꯌꯥꯟꯁꯤꯟꯅꯧ꯫ ꯇꯔꯨ-ꯇꯅꯥꯟꯕ ꯄꯣꯠꯁꯛꯁꯤꯡ ꯑꯗꯨ ꯑꯀꯪꯕ ꯄꯣꯠꯁꯛꯁꯤꯡ ꯑꯗꯨꯗ ꯊꯥꯎ ꯑꯃꯁꯨꯡ ꯃꯗꯨ ꯍꯧꯖꯤꯛ ꯐꯥꯎꯕꯥ ꯌꯥꯟꯁꯤꯟꯅꯧ꯫ ꯕꯦꯇꯔꯤ ꯑꯗꯨ ꯃꯐꯤꯟ ꯀꯄꯁꯤꯡꯗꯥ ꯆꯥꯡ ꯃꯥꯟꯅꯅꯥ ꯊꯥꯎ꯫ ꯃꯤꯅꯠ ꯇ꯭ꯋꯦꯟꯇꯤ-ꯇ꯭ꯋꯦꯟꯇꯤ ꯐꯥꯏꯚ ꯅꯠꯇ꯭ꯔꯒꯥ ꯃꯐꯤꯟ ꯑꯃꯒꯤ ꯃꯅꯨꯡꯗꯥ ꯌꯥꯎꯔꯤꯕ ꯇꯨꯊꯄꯤꯛ ꯑꯃ ꯁꯦꯡꯅꯥ ꯊꯣꯛꯂꯛꯇꯔꯤꯕꯐꯥꯎꯕꯥ ꯊꯥꯛꯎ꯫ ꯃꯐꯤꯁꯤꯡ ꯑꯗꯨ ꯃꯄꯨꯡꯐꯥꯅ ꯀꯨꯞꯁꯤꯟꯅꯕ ꯋꯥꯏꯔꯞ ꯔꯦꯛ ꯑꯃꯗ ꯇ꯭ꯔꯥꯟꯁꯐꯔ ꯇꯧꯗ꯭ꯔꯤꯉꯩꯗꯥ ꯃꯤꯅꯠ ꯈꯔꯒꯤ ꯑꯣꯏꯅ ꯇꯤꯟ ꯑꯗꯨꯗ ꯊꯝꯖꯤꯜꯂꯨ꯫ ꯅꯍꯥꯛꯀꯤ ꯃꯆꯤ ꯑꯣꯏꯕ ꯑꯃꯁꯨꯡ ꯅꯧꯅ ꯁꯦꯝꯕ ꯁ꯭ꯇꯔꯣꯕꯦꯔꯤ ꯃꯐꯤꯁꯤꯡ ꯑꯗꯨ ꯅꯨꯡꯉꯥꯏꯕꯤꯌꯨ!